ꯖꯣꯏꯒꯤꯗꯃꯛ ꯔꯤꯀꯃꯦꯟꯗꯦꯁꯟꯒꯤ ꯆꯤꯊꯤ ꯑꯃ ꯖꯦꯅꯦꯔꯦꯠ ꯇꯧꯕ꯫ ꯖꯣꯏ ꯑꯁꯤ ꯃꯇꯝ ꯄꯨꯝꯅꯃꯛꯇ ꯃꯍꯥꯛꯀꯤ ꯈ꯭ꯋꯥꯏꯗꯒꯤ ꯐꯕꯥ ꯊꯕꯛ ꯇꯧꯅꯕ ꯍꯣꯠꯅꯔꯤꯕꯥ ꯊꯋꯥꯏ ꯌꯥꯎꯕ‌ ꯃꯍꯩꯔꯣꯏ ꯑꯃꯅꯤ꯫ ꯃꯍꯥꯛ ꯑꯅꯧꯕ ꯋꯥꯐꯝꯁꯤꯡ ꯇꯝꯕꯗ ꯊꯋꯥꯏ ꯌꯥꯎꯏ ꯑꯃꯁꯨꯡ ꯄꯨꯋꯥꯔꯤ ꯑꯃꯁꯨꯡ ꯁꯥꯏꯟꯁꯀꯤ ꯂꯝꯗ ꯌꯥꯝꯅ ꯍꯩꯊꯣꯏ-ꯁꯤꯡꯊꯣꯏꯕ ꯃꯤꯁꯛ ꯑꯃꯅꯤ꯫ ꯅꯨꯡꯁꯤꯖꯔꯕꯥ ꯑꯦꯗꯃꯤꯁꯟ ꯀꯝꯃꯤꯇꯤ, ꯑꯩꯍꯥꯛꯅ ꯑꯗꯣꯝꯒꯤ ꯏꯟꯁꯇꯤꯇ꯭ꯌꯨꯁꯟꯗ ꯑꯦꯗꯃꯤꯁꯟ ꯇꯧꯕꯒꯤ ꯀꯦꯟꯗꯤꯗꯦꯠ ꯑꯃ ꯑꯣꯏꯅ ꯖꯣꯏꯕꯨ ꯌꯥꯝꯅꯥ ꯔꯤꯀꯃꯦꯟꯗ ꯇꯧꯅꯕꯥ ꯏꯔꯤ꯫ ꯑꯩꯍꯥꯛꯅ ꯖꯣꯏꯕꯨ ꯃꯍꯩꯔꯣꯏ ꯑꯃ ꯑꯣꯏꯅ ꯈꯪꯖꯩ ꯑꯃꯁꯨꯡ ꯃꯍꯥꯛꯀꯤ ꯑꯦꯀꯥꯗꯦꯃꯤꯛꯁꯤꯡꯒꯤ ꯃꯥꯏꯀꯩꯗ ꯃꯍꯥꯛꯀꯤ ꯀꯠꯊꯣꯛꯄ ꯑꯃꯁꯨꯡ ꯀꯟꯅ ꯍꯣꯠꯅꯕ ꯑꯗꯨ ꯑꯩꯍꯥꯛꯅ ꯈꯪꯖꯔꯛꯄ ꯃꯇꯝ ꯑꯗꯨꯗ ꯎꯕꯥ ꯐꯪꯖꯔꯦ꯫ ꯖꯣꯏꯅ ꯂꯧꯁꯤꯡꯒꯤ ꯇꯛꯈꯥꯏꯔꯕꯥ ꯃꯤꯁꯛ ꯑꯃꯅꯤ ꯑꯃꯁꯨꯡ ꯃꯍꯩ-ꯃꯁꯤꯡꯒꯤ ꯈꯨꯠꯊꯥꯡꯗ ꯃꯍꯥꯛꯀꯤ ꯋꯥꯈꯜꯂꯣꯟ ꯑꯗꯨ ꯄꯥꯛꯊꯣꯛ ꯆꯥꯎꯊꯣꯛꯍꯟꯕꯗ ꯊꯋꯥꯏ ꯌꯥꯎꯏ꯫ ꯃꯍꯥꯛ ꯌꯥꯝꯅ ꯄꯥꯕ ꯃꯤꯁꯛ ꯑꯃꯅꯤ ꯑꯃꯁꯨꯡ ꯃꯍꯥꯛꯀꯤ ꯄꯨꯋꯥꯔꯤ ꯑꯃꯁꯨꯡ ꯁꯥꯏꯟꯁꯀꯤ ꯃꯔꯝꯗ ꯈꯪꯅꯤꯡꯕꯅ ꯃꯍꯥꯛꯄꯨ ꯍꯤꯔꯝꯁꯤꯡ ꯑꯁꯤꯒꯤ ꯃꯇꯥꯡꯗ ꯌꯥꯝꯅ ꯍꯩꯊꯣꯏ-ꯁꯤꯡꯊꯣꯏꯕ ꯑꯣꯏꯍꯜꯂꯦ꯫ ꯃꯍꯥꯛꯀꯤ ꯇꯝꯅꯕꯒꯤ ꯊꯧꯅ ꯑꯁꯤ ꯂꯝꯁꯤꯡ ꯑꯁꯤꯗ ꯈꯛꯇ ꯅꯠꯇꯅꯥ ꯑꯇꯣꯞꯄ ꯀꯌꯥ ꯑꯃꯁꯨ ꯊꯨꯒꯥꯏꯔꯤ꯫ ꯖꯣꯏꯒꯤ ꯊꯧꯅ ꯑꯁꯤ ꯃꯇꯝ ꯄꯨꯝꯅꯃꯛꯇ ꯃꯍꯥꯛꯀꯤ ꯈ꯭ꯋꯥꯏꯗꯒꯤ ꯃꯄꯥꯡꯒꯜ ꯀꯟꯕꯥ ꯃꯒꯨꯟ ꯑꯃꯅꯤ꯫ ꯃꯍꯥꯛꯅ ꯍꯣꯠꯅꯔꯤꯕ ꯈꯨꯗꯤꯡꯃꯛꯇ ꯃꯍꯥꯛꯀꯤ ꯈ꯭ꯋꯥꯏꯗꯒꯤ ꯐꯕꯥ ꯑꯗꯨ ꯇꯧꯅꯕ ꯂꯦꯞꯇꯅ ꯍꯣꯠꯅꯔꯤ ꯑꯃꯁꯨꯡ ꯃꯍꯥꯛꯀꯤ ꯄꯥꯟꯗꯝꯁꯤꯡ ꯐꯪꯕꯗꯥ ꯃꯊꯛꯇ ꯆꯠꯂꯤ꯫ ꯃꯍꯥꯛꯅ ꯍꯤꯔꯝ ꯑꯗꯨ ꯃꯄꯨꯡ ꯐꯥꯅ ꯈꯪꯕ ꯉꯝꯅꯕꯥ ꯃꯇꯝ ꯑꯃꯁꯨꯡ ꯍꯣꯠꯅꯕ ꯀꯟꯕ ꯄꯤꯔꯤ ꯑꯃꯁꯨꯡ ꯃꯍꯥꯛꯀꯤ ꯒ꯭ꯔꯦꯗꯁꯤꯡ ꯑꯁꯤ ꯃꯁꯤꯒꯤ ꯃꯃꯤ ꯑꯃꯅꯤ꯫ ꯑꯄꯨꯟꯕ ꯑꯣꯏꯅ ꯖꯣꯏ ꯑꯁꯤ ꯊꯣꯏꯗꯣꯛ ꯍꯦꯟꯗꯣꯛꯄ ꯃꯍꯩꯔꯣꯏ ꯑꯃꯅꯤ ꯑꯃꯁꯨꯡ ꯃꯍꯥꯛ ꯑꯗꯣꯝꯒꯤ ꯏꯟꯁꯇꯤꯇ꯭ꯌꯨꯁꯟꯒꯤꯗꯃꯛꯇ ꯁꯦꯜ-ꯊꯨꯝꯒꯤ ꯂꯟ ꯑꯃ ꯑꯣꯏꯒꯅꯤ ꯍꯥꯏꯕꯁꯤꯗꯥ ꯑꯩꯍꯥꯛꯅ ꯆꯤꯡꯅꯕꯥ ꯂꯩꯇꯦ꯫ ꯑꯩꯍꯥꯛꯅ ꯃꯍꯥꯛꯄꯨ ꯑꯦꯗꯃꯤꯁꯟꯒꯤꯗꯃꯛ ꯌꯥꯝꯅ ꯇꯛꯁꯤꯜꯂꯤ ꯑꯃꯁꯨꯡ ꯇꯨꯡꯗ ꯃꯍꯥꯛꯅ ꯃꯈꯥ ꯇꯥꯅ ꯍꯦꯟꯅ ꯐꯕꯥ ꯑꯣꯏꯒꯅꯤ ꯍꯥꯏꯅ ꯊꯥꯖꯩ꯫ ꯀꯝꯄꯦꯅꯤ ꯑꯅꯤ ꯑꯃꯁꯨꯡ ꯃꯈꯣꯏꯒꯤ ꯄꯣꯠꯊꯣꯛꯁꯤꯡ ꯆꯥꯡꯗꯝꯅꯕꯥ꯫ ꯑꯦꯄꯜ ꯑꯃꯁꯨꯡ ꯁꯦꯝꯁꯨꯡ꯫ ꯑꯦꯄꯜ ꯑꯃꯁꯨꯡ ꯁꯦꯝꯁꯨꯡ ꯑꯅꯤꯃꯛ ꯃꯜꯇꯤꯅꯦꯁꯅꯦꯜ ꯇꯦꯛꯅꯣꯂꯣꯖꯤ ꯀꯝꯄꯦꯅꯤꯁꯤꯡꯅꯤ ꯃꯈꯣꯏꯅ ꯇꯣꯉꯥꯟ ꯇꯣꯉꯥꯟꯕ ꯏꯂꯦꯛꯇ꯭ꯔꯣꯅꯤꯛ ꯗꯤꯚꯥꯏꯁꯁꯤꯡ ꯍꯥꯏꯕꯗꯤ ꯁ꯭ꯃꯥꯔꯠꯐꯣꯟ, ꯇꯦꯕꯜ, ꯂꯦꯞꯇꯣꯞ, ꯑꯃꯁꯨꯡ ꯑꯇꯩ ꯒꯥꯖꯦꯠꯁꯤꯡ ꯄꯨꯊꯣꯛꯄ ꯑꯃꯁꯨꯡ ꯌꯣꯜꯂꯤ꯫ ꯑꯦꯄꯜꯒꯤ ꯈ꯭ꯋꯥꯏꯗꯒꯤ ꯃꯃꯤꯡ ꯆꯠꯄ ꯄꯣꯠꯊꯣꯛ ꯑꯁꯤ ꯑꯥꯏꯐꯣꯟ ꯁ꯭ꯃꯥꯔꯠꯐꯣꯟꯅꯤ, ꯃꯁꯤ ꯑꯍꯥꯟꯕ ꯑꯣꯏꯅ ꯂꯤꯁꯤꯡ ꯑꯅꯤ ꯇꯔꯦꯠꯇꯥ ꯐꯣꯡꯈꯤꯕꯅꯤ ꯑꯃꯁꯨꯡ ꯃꯇꯝ ꯑꯗꯨꯗꯒꯤ ꯍꯧꯅ ꯀꯝꯄꯦꯅꯤ ꯑꯁꯤꯒꯤ ꯐ꯭ꯂꯦꯒꯁꯤꯞ ꯄ꯭ꯔꯗꯛꯇ ꯑꯣꯏꯔꯦ꯫ ꯑꯦꯄꯜꯒꯤ ꯑꯥꯏꯐꯣꯟꯁꯤꯡ ꯑꯁꯤ ꯃꯈꯣꯏꯒꯤ ꯄ꯭ꯔꯣꯄꯔꯇꯤ ꯑꯣꯄ꯭ꯔꯦꯇꯤꯡ ꯁꯤꯁꯇꯦꯝ, ꯑꯥꯏꯑꯣꯑꯦꯁꯇꯥ ꯆꯠꯂꯤ ꯑꯃꯁꯨꯡ ꯃꯈꯣꯏꯒꯤ ꯁꯦꯡꯂꯕꯥ ꯗꯤꯖꯥꯏꯟꯁꯤꯡ, ꯑꯋꯥꯡꯕ ꯊꯥꯛꯀꯤ ꯀꯦꯃꯦꯔꯥꯁꯤꯡ ꯑꯃꯁꯨꯡ ꯌꯨꯖꯔ ꯐ꯭ꯔꯦꯟꯗꯂꯤ ꯏꯟꯇꯔꯐꯦꯁꯀꯤꯗꯃꯛ ꯈꯪꯅꯩ꯫ ꯑꯦꯄꯜꯅ ꯑꯇꯣꯞꯄ ꯄꯣꯠꯊꯣꯛꯁꯤꯡꯒꯤ ꯃꯅꯨꯡꯗ ꯑꯥꯏꯄ꯭ꯌꯥꯗ, ꯃꯦꯛꯕꯨꯛ ꯂꯦꯞꯇꯣꯞ ꯂꯥꯏꯟ, ꯑꯃꯁꯨꯡ ꯑꯦꯄꯜ ꯋꯥꯆꯁꯨ ꯌꯣꯜꯂꯤ꯫ ꯃꯥꯏꯀꯩ ꯑꯃꯔꯣꯝꯗ ꯁꯥꯝꯁꯨꯡꯅ ꯏꯂꯦꯛꯇ꯭ꯔꯣꯅꯤꯛ ꯗꯤꯚꯥꯏꯁ ꯀꯌꯥ ꯄꯨꯊꯣꯛꯏ, ꯃꯗꯨꯒꯤ ꯃꯅꯨꯡꯗ ꯑꯦꯟꯗ꯭ꯔꯣꯏꯗ ꯑꯣꯄ꯭ꯔꯦꯇꯤꯡ ꯁꯤꯁꯇꯦꯝꯗ ꯆꯂꯥꯏꯕ ꯃꯈꯣꯏꯒꯤ ꯂꯥꯏꯟ ꯒꯦꯂꯥꯛꯁꯤ ꯁ꯭ꯃꯥꯔꯠꯐꯣꯟꯁꯤꯡ ꯌꯥꯎꯔꯤ꯫ ꯁꯦꯝꯁꯥꯡ ꯐꯣꯟꯁꯤꯡ ꯑꯁꯤ ꯃꯍꯧꯁꯥꯅ ꯑꯥꯏꯐꯣꯟꯗꯒꯤ ꯍꯦꯟꯅ ꯃꯃꯜ ꯌꯥꯝꯅ ꯇꯥꯡꯏ, ꯑꯃꯁꯨꯡ ꯃꯣꯗꯦꯜ ꯈꯔꯅꯥ ꯑꯦꯛꯁꯄꯥꯟꯗꯦꯕꯜ ꯁ꯭ꯇꯣꯔꯦꯖ ꯑꯃꯁꯨꯡ ꯍꯦꯗꯐꯣꯟ ꯖꯦꯛꯒꯨꯝꯕ ꯐꯤꯆꯔꯁꯤꯡ ꯄꯤꯔꯤ꯫ ꯁꯦꯝꯁꯨꯡꯅ ꯇꯦꯕꯜ, ꯂꯦꯞꯇꯣꯞ, ꯑꯃꯁꯨꯡ ꯒꯦꯂꯥꯛꯁꯤ ꯋꯥꯆꯒꯨꯝꯕꯥ ꯄꯣꯠꯆꯩ ꯁꯤꯖꯤꯟꯅꯕꯥ ꯌꯥꯕ ꯗꯤꯚꯥꯏꯁꯁꯤꯡꯒꯤ ꯂꯥꯏꯟ ꯑꯃꯁꯨ ꯄꯨꯊꯣꯛꯏ꯫ ꯀꯝꯄꯦꯅꯤ ꯑꯅꯤꯃꯛꯀꯤ ꯃꯁꯥꯒꯤ ꯑꯣꯏꯕ ꯑꯈꯟꯅꯕꯥ ꯃꯑꯣꯡ ꯃꯇꯧ ꯑꯃꯁꯨꯡ ꯄꯥꯡꯒꯜ ꯂꯩ, ꯑꯃꯁꯨꯡ ꯀꯁ꯭ꯇꯃꯔ ꯑꯃꯒꯤꯗꯃꯛ ꯑꯆꯨꯝꯕ ꯈꯟꯕꯁꯤ ꯃꯈꯣꯏꯒꯤ ꯃꯤꯑꯣꯏ ꯑꯃꯒꯤ ꯃꯊꯧ ꯇꯥꯕꯁꯤꯡ ꯑꯃꯁꯨꯡ ꯑꯄꯥꯝꯕꯒꯤ ꯃꯈꯥ ꯄꯣꯜꯂꯤ꯫ ꯑꯦꯄꯜꯅ ꯗꯤꯖꯥꯏꯟ ꯑꯃꯁꯨꯡ ꯌꯨꯖꯔ ꯑꯦꯛꯁꯄꯤꯔꯤꯑꯦꯟꯁꯇꯥ ꯃꯤꯠꯌꯦꯡ ꯊꯝꯕꯒꯤꯗꯃꯛ ꯑꯌꯥꯝꯕꯅꯥ ꯊꯥꯒꯠꯂꯤ, ꯑꯗꯨꯒ ꯁꯦꯝꯁꯨꯡꯅ ꯄꯥꯛ ꯆꯥꯎꯔꯕꯥ ꯆꯌꯦꯠꯅꯕꯥ ꯑꯃꯁꯨꯡ ꯇꯦꯛꯅꯣꯂꯣꯖꯤꯒꯤ ꯑꯅꯧꯕ ꯊꯧꯑꯣꯡꯁꯤꯡꯒꯤꯗꯃꯛ ꯈꯪꯅꯩ꯫